ꯇꯨꯡꯂꯝꯆꯠꯇ ꯀꯤꯅꯤꯉꯥꯏ ꯑꯣꯏꯔꯛꯄ ꯃꯤꯇꯣꯞ ꯆꯪꯂꯛꯄ, ꯗ꯭ꯔꯒꯀꯤ ꯋꯥꯊꯣꯛ ꯇꯔꯥꯏꯅ ꯂꯧꯒꯨꯝꯁꯤ ꯃꯅꯤꯄꯨꯔꯤ ꯈꯨꯟꯅꯥꯏꯅ ꯃꯁꯥꯒꯤ ꯃꯔꯣꯝꯗꯣꯝ ꯂꯦꯞꯆꯅꯅꯕ ꯁꯦꯟꯃꯤꯠꯂꯣꯟꯒꯤ ꯐꯤꯚꯝ ꯐꯒꯠꯍꯟꯕꯗ ꯃꯤꯠꯌꯦꯡ ꯆꯪꯕ ꯅꯠꯇꯕꯗ ꯈ꯭ꯋꯥꯏꯗꯒꯤ ꯍꯦꯟꯅ ꯀꯤꯅꯤꯉꯥꯏ ꯑꯣꯏꯕ ꯌꯦꯛꯅꯕ ꯑꯅꯤꯈꯛ ꯑꯩꯈꯣꯏꯒ ꯁꯥꯒꯣꯟꯅꯔꯒ ꯆꯠꯃꯤꯟꯅꯔꯤ ꯑꯩꯈꯣꯏꯒꯤ ꯁꯥꯒꯣꯟꯅꯔꯤꯕ ꯌꯦꯛꯅꯕ ꯑꯅꯤ ꯑꯗꯨꯗꯤ ꯃꯅꯤꯄꯨꯔꯗ ꯃꯤꯇꯣꯞ ꯆꯪꯁꯤꯜꯂꯛꯄꯗ ꯃꯇꯦꯡ ꯄꯥꯡꯁꯤꯟꯕ ꯀꯥꯡꯕꯨ ꯑꯃꯁꯨꯡ ꯃꯌꯥꯏ ꯀꯥꯕ ꯗ꯭ꯔꯒ ꯁꯨꯡꯕ ꯑꯃꯗꯤ ꯂꯂꯣꯟꯕꯗ ꯆꯦꯟꯅꯔꯤꯕ ꯀꯥꯡꯕꯨ ꯑꯅꯤ ꯑꯁꯤꯅꯤ꯫ꯀꯥꯡꯕꯨ ꯑꯃꯅ ꯃꯅꯤꯄꯨꯔꯒꯤ ꯌꯦꯜꯍꯧꯃꯤꯁꯤꯡ ꯀꯜꯂꯨ, ꯌꯦꯜꯍꯧꯃꯤ ꯀꯟꯅꯅꯕ ꯑꯥꯏꯟ ꯁꯦꯝꯃꯨ ꯍꯥꯏꯕ ꯑꯀꯟꯕ ꯈꯣꯜꯂꯥꯎ ꯂꯥꯎꯕꯒ ꯂꯣꯏꯅꯅ ꯍꯧꯖꯤꯛꯁꯨ ꯂꯦꯞꯇꯅ ꯌꯥꯅꯤꯡꯗꯕꯒꯤ ꯈꯣꯡꯖꯪ ꯇꯧꯔꯤ꯫ꯃꯁꯤꯒ ꯆꯞ ꯃꯥꯟꯅꯕ ꯃꯑꯣꯡ ꯑꯃꯗ ꯃꯌꯥꯏ ꯀꯥꯕ ꯗ꯭ꯔꯒꯁꯤꯡꯒꯤ ꯃꯥꯌꯣꯛꯇ ꯑꯩꯈꯣꯏ ꯂꯦꯞꯁꯤ, ꯃꯌꯥꯏ ꯀꯥꯕ ꯑꯇꯩ ꯆꯤꯟꯖꯥꯛꯁꯤꯡ ꯁꯤꯖꯤꯟꯅꯕ ꯅꯠꯇ꯭ꯔꯒ ꯌꯣꯟꯕ ꯌꯥꯔꯣꯏ ꯍꯥꯏꯕ ꯑꯀꯟꯕ ꯄꯥꯎꯖꯦꯜ ꯄꯤꯕ ꯊꯧꯔꯝ ꯑꯃꯁꯨ ꯑꯩꯈꯣꯏꯒꯤ ꯏꯔꯛꯇ ꯆꯠꯊꯔꯤ꯫ ꯅꯥꯀꯜ ꯑꯃꯔꯣꯝꯗꯅ ꯌꯨꯝꯊꯪꯅꯕ ꯃ꯭ꯌꯥꯟꯃꯥꯔ ꯂꯩꯕꯥꯛꯇꯒꯤ ꯅꯥꯔꯣꯟꯗ ꯍꯥꯏꯖꯤꯜꯂꯛꯂꯒ ꯃꯅꯤꯄꯨꯔꯗ ꯁꯩꯗꯥꯡꯐꯝ ꯂꯧꯕꯗ ꯌꯦꯜꯍꯧꯃꯤ ꯈꯔꯅ ꯃꯇꯦꯡ ꯄꯥꯡꯕꯗꯧꯅ ꯇꯧꯔꯤ꯫ꯃꯈꯣꯏꯅ ꯌꯨꯝ ꯁꯥꯟꯗꯣꯛꯀꯦ ꯍꯥꯏꯔꯕꯁꯨ ꯀꯅꯥꯅꯣ ꯀꯔꯤꯅꯣ ꯍꯥꯏꯕ ꯃꯃꯨꯠ ꯇꯥꯅ ꯈꯪꯂꯕ ꯇꯨꯡꯗ ꯁꯥꯟꯗꯣꯛꯍꯧꯗꯕ ꯇꯥꯔꯒꯗꯤ ꯃꯈꯣꯏꯒꯨꯝꯕ ꯀꯌꯥꯒꯤ ꯃꯍꯨꯝ ꯁꯥꯖꯤꯜꯂꯛꯇꯨꯅ ꯃꯅꯤꯄꯨꯔꯗ ꯇꯪꯗꯨ ꯂꯩꯇꯥꯗꯕ ꯐꯤꯚꯝ ꯑꯃ ꯂꯥꯛꯄ ꯌꯥꯏ꯫ꯃꯇꯧ ꯑꯁꯨꯝꯅ ꯃꯌꯥꯏ ꯀꯥꯕ ꯆꯤꯟꯖꯥꯛꯅꯤ ꯍꯥꯏꯔꯤꯕ ꯂꯝꯗꯝꯁꯤꯗ ꯁꯨꯡꯕ ꯌꯨꯕꯨꯅ ꯊꯤꯡꯅꯅꯕ ꯍꯣꯠꯅꯔꯤ, ꯑꯗꯨꯒ ꯅꯥꯀꯜ ꯑꯃꯔꯣꯝꯗꯅ ꯃꯌꯥꯏ ꯀꯥꯕ ꯗ꯭ꯔꯒꯅ ꯊꯤꯡꯕ ꯉꯝꯗꯕꯒꯤ ꯑꯆꯧꯕ ꯋꯥꯊꯣꯛ ꯑꯃ ꯑꯩꯈꯣꯏꯒꯤ ꯏꯔꯛꯇ ꯂꯩꯔꯤ꯫ꯑꯁꯤꯒꯨꯝꯕ ꯑꯜꯥꯥꯏꯟꯒꯤ ꯃꯥꯌꯣꯛꯇ ꯆꯠꯊꯔꯛꯄ ꯑꯃꯁꯨꯡ ꯈꯨꯟꯅꯥꯏ ꯑꯁꯤꯕꯨ ꯃꯥꯡ ꯇꯥꯛꯍꯟꯕ ꯉꯝꯕ ꯊꯕꯛꯁꯤꯡ ꯑꯁꯤ ꯇꯧꯔꯛꯄꯗ ꯑꯔꯣꯟ ꯑꯊꯨꯞ ꯑꯣꯏꯔꯛꯇꯕꯒꯤꯐꯤꯚꯝ ꯑꯃ ꯍꯧꯖꯤꯛꯇꯤ ꯂꯥꯛꯂꯦ꯫ꯃꯈꯣꯏꯕꯨ ꯃꯇꯝ ꯆꯥꯅ ꯐꯥꯔꯒ ꯑꯥꯏꯟꯒꯤ ꯊꯣꯡꯗ ꯄꯨꯊꯣꯛꯇꯨꯅ ꯆꯩꯔꯥꯛ ꯐꯪꯍꯟꯕ ꯍꯥꯏꯕꯁꯤ ꯂꯩꯕꯥꯛ ꯑꯁꯤꯒꯤ ꯃꯤꯌꯥꯝꯒꯤ ꯇꯉꯥꯏꯐꯗꯕ ꯊꯧꯗꯥꯡꯅꯤ꯫ꯑꯗꯨꯕꯨ ꯑꯁꯤꯒꯨꯝꯕ ꯊꯕꯛ ꯇꯧꯕꯁꯤꯡ ꯑꯁꯤ ꯑꯩꯈꯣꯏ ꯌꯦꯜꯍꯧꯃꯤ ꯑꯣꯏꯔꯤꯕꯁꯤꯡꯅ ꯈꯪꯖꯤꯟ ꯎꯁꯤꯟꯅꯗꯅ, ꯍꯥꯏꯗꯣꯛꯇꯅ ꯑꯗꯨꯝ ꯇꯧꯍꯟꯕ ꯇꯥꯔꯒꯗꯤ ꯑꯩꯈꯣꯏ ꯈꯨꯟꯅꯥꯏ ꯑꯁꯤꯒꯤ ꯇꯨꯡꯂꯝꯆꯠ ꯀꯤꯅꯤꯉꯥꯏ ꯑꯣꯏꯔꯦ꯫ꯑꯩꯈꯣꯏ ꯃꯇꯝ ꯑꯃꯗ ꯍꯦꯛꯇ ꯂꯨꯞꯈꯤꯕ ꯌꯥꯕꯒꯤ ꯇꯥꯟꯐꯝ ꯑꯗꯨ ꯌꯧꯔꯛꯂꯕꯅꯤ꯫ꯈꯨꯟꯅꯥꯏ ꯑꯃ ꯃꯤꯑꯣꯏ ꯑꯃꯅ ꯃꯥꯏ ꯍꯥꯏꯒꯠꯅ ꯆꯠꯄꯃꯇꯝꯗ ꯁꯦꯜ ꯆꯪꯂꯝꯕꯗꯤ ꯌꯥꯏ꯫ꯑꯗꯨꯕꯨ ꯀꯅꯥꯒꯨꯝꯕ ꯃꯤꯑꯣꯏ ꯑꯃꯒꯤ ꯐꯤꯗꯥ ꯊꯥꯔꯛꯄ ꯃꯇꯝꯗ ꯁꯦꯜ ꯄꯥꯏꯕꯅꯤ ꯍꯥꯏꯔꯤꯕꯁꯤꯡ ꯑꯗꯨꯅ ꯀꯥꯏꯅꯊꯪꯗ ꯂꯥꯛꯆꯔꯛꯄꯒꯤ ꯐꯤꯚꯝ ꯑꯃꯗꯤ ꯑꯣꯏꯊꯣꯛꯂꯣꯏ꯫ꯃꯈꯣꯏꯅ ꯄꯥꯏꯔꯤꯕ ꯁꯦꯟꯐꯝꯁꯤꯡ ꯑꯗꯨ ꯀꯝꯗꯧꯅ ꯇꯥꯟꯁꯤꯟꯈꯤꯕꯅꯣ ꯍꯥꯏꯕ ꯋꯥꯍꯪ ꯑꯁꯤ ꯃꯤꯌꯥꯝꯅ ꯅꯣꯡꯃꯗꯤ ꯁꯣꯏꯗꯅ ꯍꯪꯅꯔꯛꯀꯅꯤ꯫ꯃꯇꯝꯗꯨꯗ ꯂꯩꯉꯥꯛꯀꯤ ꯊꯕꯛ ꯑꯆꯧꯕ ꯑꯃꯁꯨ ꯇꯧꯗꯕ, ꯊꯤꯀꯥ ꯅꯠꯇ꯭ꯔꯒ ꯁꯄ꯭ꯂꯥꯏꯅꯆꯤꯡꯕꯁꯨ ꯇꯧꯗꯕ, ꯃꯤꯌꯥꯝꯅ ꯁꯛꯈꯪ ꯃꯥꯏꯈꯪꯅꯕ ꯂꯂꯣꯟ ꯏꯇꯤꯛꯁꯨ ꯇꯧꯗꯕ ꯃꯤꯑꯣꯏ ꯑꯣꯏꯔꯒꯗꯤ ꯃꯍꯥꯛꯅ ꯁꯦꯜ ꯄꯥꯏꯔꯦ ꯍꯥꯏꯕꯗꯨꯅ ꯁꯥꯒꯠꯂꯛꯂꯤꯕ ꯑꯊꯣꯟꯕ ꯋꯥꯡꯕ ꯌꯨꯝꯁꯤꯡ ꯑꯃꯁꯨꯡ ꯃꯃꯜ ꯇꯥꯡꯂ-ꯇꯥꯡꯂꯕ ꯒꯥꯔꯤꯁꯤꯡ ꯑꯗꯨꯒꯤ ꯆꯟꯅꯐꯝ ꯂꯩꯔꯣꯏ꯫ꯃꯗꯨ ꯅꯣꯡꯃꯗꯤ ꯁꯣꯏꯗꯅ ꯍꯨꯔꯥꯜꯂꯒ ꯄꯥꯏꯕ ꯅꯠꯇ꯭ꯔꯒ ꯃꯌꯥꯏ ꯀꯥꯕ ꯗ꯭ꯔꯒ ꯂꯂꯣꯜꯂꯒ ꯐꯪꯂꯛꯄ ꯁꯦꯜ ꯑꯣꯏꯔꯝꯒꯅꯤ ꯍꯥꯏꯅꯔꯛꯄ ꯃꯇꯝꯗ ꯃꯍꯥꯛꯅ ꯐꯪꯒꯅꯤ ꯍꯥꯏꯅ ꯂꯧꯔꯤꯕ ꯃꯤꯡꯆꯠ ꯑꯗꯨ ꯑꯣꯟꯅ-ꯇꯩꯅꯕ ꯑꯣꯏꯅ ꯂꯥꯛꯀꯅꯤ꯫ꯑꯁꯤꯒꯨꯝꯕ ꯇꯥꯟꯐꯝ ꯑꯁꯤꯗ ꯆꯤꯐ ꯃꯤꯅꯤꯁꯇꯔ ꯅꯣꯡꯊꯣꯝꯕꯝ ꯕꯤꯔꯦꯟꯅ ꯍꯟꯗꯛꯇ ꯃꯁꯥ ꯃꯁꯥꯒꯤ ꯈꯨꯗꯣꯡꯆꯥꯕ ꯈꯔꯒꯤꯗꯃꯛ ꯃꯤꯇꯣꯞ ꯃꯤꯌꯥꯟꯆꯥꯁꯤꯡ ꯂꯝꯗꯝ ꯑꯁꯤꯗ ꯄꯨꯁꯤꯜꯂꯛꯂꯤꯕ ꯑꯃꯁꯨꯡ ꯁꯦꯟꯗꯣꯡꯒꯤꯗꯃꯛ ꯗ꯭ꯔꯒ ꯌꯣꯟꯕ ꯑꯃꯁꯨꯡ ꯁꯨꯡꯕꯒꯤ ꯊꯕꯛ ꯆꯠꯊꯕ ꯃꯤꯒꯤ ꯃꯁꯤꯡ ꯅꯣꯡꯃ ꯅꯣꯡꯃꯒꯤ ꯍꯦꯟꯒꯠꯂꯛꯄ ꯑꯁꯤꯅꯃꯅꯤꯄꯨꯔꯗ ꯌꯦꯜꯍꯧꯃꯤꯁꯤꯡꯒꯤ ꯇꯨꯡꯂꯝꯆꯠ ꯀꯤꯅꯤꯉꯥꯏ ꯑꯣꯏꯔꯦ ꯍꯥꯏꯈꯤꯕ ꯑꯗꯨ ꯅꯩꯅꯕ ꯌꯥꯕ ꯋꯥꯐꯝ ꯑꯃꯅꯤ꯫ꯋꯥꯐꯝ ꯑꯗꯨ ꯑꯩꯈꯣꯏꯅ ꯇꯔꯥꯏꯅ ꯂꯧꯔꯣꯏꯗꯕꯅꯤ꯫